ꯀꯁꯇꯃꯔ ꯀꯝꯄ꯭ꯂꯦꯟ ꯑꯃꯒꯤꯗꯃꯛ ꯃꯇꯤꯛ ꯆꯥꯕ ꯄꯥꯎꯈꯨꯝ ꯑꯃ ꯁꯦꯝꯕ꯫ ꯑꯗꯣꯝꯒꯤ ꯁꯦꯕꯥꯗ ꯑꯩꯍꯥꯛ ꯌꯥꯝꯅ ꯅꯨꯡꯉꯥꯏꯇꯕ ꯐꯥꯎꯏ꯫ ꯑꯩꯈꯣꯏꯒꯤ ꯁꯦꯕꯥ ꯑꯁꯤꯗ ꯑꯗꯣꯝ ꯅꯨꯡꯉꯥꯏꯇꯕ ꯐꯥꯎꯏ ꯍꯥꯏꯕ ꯇꯥꯕꯗ ꯑꯩꯍꯥꯛ ꯅꯨꯡꯉꯥꯏꯇꯕ ꯐꯥꯎꯏ꯫ ꯑꯩꯈꯣꯏꯅ ꯑꯗꯣꯝꯒꯤ ꯐꯤꯠꯕꯦꯛ ꯑꯗꯨ ꯃꯃꯜ ꯌꯥꯝꯅ ꯊꯝꯂꯤ ꯑꯃꯁꯨꯡ ꯑꯩꯈꯣꯏꯒꯤ ꯀꯁꯇꯃꯔꯁꯤꯡꯒꯤꯗꯃꯛꯇꯥ ꯈ꯭ꯋꯥꯏꯗꯒꯤ ꯐꯕꯥ ꯑꯦꯛꯁꯄꯤꯔꯤꯌꯦꯟꯁ ꯄꯤꯅꯕꯥ ꯍꯣꯠꯅꯔꯤ꯫ ꯑꯩꯈꯣꯏꯅ ꯑꯗꯣꯝꯒꯤꯗꯃꯛꯇ ꯋꯥꯐꯝ ꯑꯁꯤ ꯂꯣꯏꯁꯤꯟꯅꯕ ꯍꯣꯠꯅꯅꯕꯥ ꯀꯔꯤ ꯑꯁꯣꯏꯕ ꯊꯣꯛꯈꯤꯕꯒꯦ ꯍꯥꯏꯕꯒꯤ ꯃꯇꯥꯡꯗ ꯑꯗꯣꯝꯅ ꯍꯦꯟꯅꯥ ꯑꯀꯨꯞꯄꯥ ꯃꯔꯣꯜ ꯄꯤꯕꯤꯔꯛꯄꯥ ꯌꯥꯒꯗ꯭ꯔꯥ? ꯑꯗꯣꯝꯒꯤ ꯅꯨꯡꯉꯥꯏꯕ ꯑꯁꯤ ꯑꯩꯈꯣꯏꯒꯤ ꯃꯀꯣꯛ ꯊꯣꯡꯕ ꯄ꯭ꯔꯥꯏꯌꯣꯔꯤꯇꯤꯅꯤ꯫ ꯄꯥꯔꯇꯤ ꯑꯃꯗ ꯁꯥꯟꯅꯒꯗꯕꯥ ꯏꯁꯩ ꯃꯉꯥꯒꯤ ꯂꯤꯁ ꯑꯃ ꯁꯦꯝꯃꯨ꯫ ꯃꯥꯔꯛ ꯔꯣꯟꯁꯟꯒꯤ ꯐꯤꯠꯅꯦꯁꯀꯤ "ꯑꯞꯇꯥꯎꯟ ꯐꯪꯛ",ꯕ꯭ꯔꯨꯅꯣ ꯃꯥꯔꯁꯀꯤ "ꯐꯤꯂꯤꯡ",ꯕ꯭ꯂꯦꯛ ꯑꯥꯏꯗꯦꯗ ꯄꯤꯁꯀꯤ "ꯑꯥꯏ ꯒꯣꯠꯇꯥ ꯐꯤꯂꯤꯡ",ꯐꯥꯔꯦꯜ ꯋꯤꯂꯤꯌꯝꯁꯅꯥ ꯏꯕꯥ "ꯍꯦꯄꯤ"ꯑꯃꯁꯨꯡ ꯑꯦꯗ ꯁꯤꯔꯟꯒꯤ "ꯁꯦꯞ ꯑꯣꯐ ꯌꯨ"꯫ ꯀꯔꯤꯒꯤꯗꯃꯛꯇꯥ ꯕꯤꯖꯤꯅꯦꯁ ꯑꯃꯅ ꯀꯁꯇꯃꯔ ꯁꯔꯚꯤꯁ ꯑꯣꯄ꯭ꯔꯦꯁꯟ ꯑꯃ ꯑꯥꯎꯠꯁꯣꯔꯁ ꯇꯧꯕ ꯌꯥꯕꯒꯦ ꯍꯥꯏꯕꯗꯨ ꯁꯟꯗꯣꯛꯅ ꯇꯥꯛꯄꯤꯌꯨ? ꯕꯤꯖꯤꯅꯦꯁ ꯑꯃꯅ ꯃꯔꯝ ꯀꯌꯥꯒꯤ ꯃꯔꯝꯗꯒꯤ ꯃꯈꯣꯏꯒꯤ ꯀꯁꯇꯃꯔ ꯁꯔꯚꯤꯁ ꯑꯣꯄ꯭ꯔꯦꯁꯟ ꯑꯗꯨ ꯑꯥꯎꯠꯁꯣꯔꯁ ꯇꯧꯕ ꯌꯥꯏ꯫ ꯃꯃꯜ ꯍꯟꯊꯕꯥ: ꯃꯔꯨꯑꯣꯏꯕ ꯃꯔꯝ ꯑꯃꯗꯤ ꯃꯃꯜ ꯍꯟꯊꯍꯟꯕꯅꯤ꯫ ꯊꯥꯔꯠ ꯄꯥꯔꯇꯤ ꯁꯔꯚꯤꯁ ꯄ꯭ꯔꯣꯚꯥꯏꯗꯔ ꯑꯃꯗ ꯑꯥꯎꯠꯁꯣꯔꯁꯁꯤꯡ ꯇꯧꯕ ꯍꯥꯏꯕꯁꯤ ꯑꯌꯥꯝꯕꯅ ꯏꯟ-ꯍꯥꯎꯁ ꯀꯁꯇꯃꯔ ꯁꯔꯚꯤꯁ ꯑꯣꯄ꯭ꯔꯦꯁꯟ ꯑꯃ ꯑꯣꯄ꯭ꯔꯦꯠ ꯇꯧꯕꯗꯒꯤ ꯍꯦꯟꯅꯥ ꯃꯃꯜ ꯍꯣꯡꯕ ꯑꯣꯏꯕ ꯌꯥꯏ, ꯃꯔꯨꯑꯣꯏꯅꯥ ꯂꯦꯕꯔꯒꯤ ꯃꯃꯜꯒꯤ ꯃꯇꯥꯡꯗ꯫ ꯑꯦꯛꯁꯄꯔꯠꯁꯤꯡ: ꯑꯥꯎꯠꯁꯣꯔꯁꯤꯡ ꯑꯁꯤꯅ ꯕꯤꯖꯤꯅꯦꯁ ꯄ꯭ꯔꯣꯚꯥꯏꯗꯔꯒꯤ ꯑꯦꯛꯁꯄ꯭ꯔꯠꯁꯤꯡ ꯑꯃꯁꯨꯡ ꯑꯦꯛꯁꯄꯤꯔꯤꯌꯦꯟꯁꯀꯤ ꯀꯥꯟꯅꯕ ꯂꯧꯕꯁꯨ ꯌꯥꯍꯜꯂꯤ꯫ ꯃꯁꯤꯅ ꯀꯁꯇꯃꯔ ꯁꯔꯕꯤꯁꯀꯤ ꯃꯒꯨꯟ ꯍꯦꯟꯒꯠꯍꯟꯕꯗꯥ ꯃꯇꯦꯡ ꯄꯥꯡꯕ ꯉꯝꯒꯅꯤ ꯑꯃꯁꯨꯡ ꯕꯤꯖꯤꯅꯦꯁ ꯑꯁꯤꯅ ꯈ꯭ꯋꯥꯏꯗꯒꯤ ꯅꯧꯕ ꯇ꯭ꯔꯦꯟꯁꯤꯡ ꯑꯃꯁꯨꯡ ꯈ꯭ꯋꯥꯏꯗꯒꯤ ꯐꯕꯥ ꯊꯧꯑꯣꯡꯁꯤꯡꯒ ꯂꯣꯏꯅꯅꯥ ꯆꯠꯃꯤꯟꯅꯔꯤ ꯍꯥꯏꯕ ꯁꯣꯏꯗꯅꯥ ꯈꯪꯍꯟꯕ ꯉꯝꯒꯅꯤ꯫ ꯃꯔꯨꯑꯣꯏꯕ ꯕꯤꯖꯤꯅꯦꯁꯀꯤ ꯊꯕꯛ ꯊꯧꯔꯝꯁꯤꯡꯗ ꯃꯤꯠꯌꯦꯡ ꯊꯝꯕꯥ: ꯀꯁꯇꯃꯔ ꯁꯔꯕꯤꯁ ꯑꯣꯄ꯭ꯔꯦꯁꯟ ꯑꯁꯤ ꯑꯥꯎꯠꯁꯣꯔꯁ ꯇꯧꯗꯨꯅ, ꯕꯤꯖꯤꯅꯦꯁ ꯑꯃꯅ ꯃꯍꯥꯛꯀꯤ ꯏꯁꯇ꯭ꯔꯦꯇꯦꯖꯤꯛ ꯄꯥꯟꯗꯝꯁꯤꯡꯒꯥ ꯍꯦꯟꯅꯥ ꯅꯛꯅꯥ ꯃꯔꯤ ꯂꯩꯅꯕ ꯄ꯭ꯔꯗꯛꯇ ꯗꯤꯕꯦꯂꯞꯃꯦꯟ ꯅꯠꯇ꯭ꯔꯒꯥ ꯃꯥꯔꯀꯦꯇꯤꯡꯒꯨꯝꯕ ꯃꯔꯨꯑꯣꯏꯕ ꯊꯕꯛ ꯊꯧꯔꯝꯁꯤꯡꯗ ꯃꯤꯠꯌꯦꯡ ꯊꯝꯅꯕ ꯃꯇꯝ ꯑꯃꯁꯨꯡ ꯔꯤꯁꯣꯔꯁꯁꯤꯡ ꯐ꯭ꯔꯤ ꯑꯣꯏꯕ ꯌꯥꯏ꯫ ꯐ꯭ꯂꯦꯛꯁꯤꯕꯤꯂꯤꯇꯤ: ꯑꯥꯎꯠꯁꯣꯔꯁꯤꯡ ꯑꯁꯤꯅ ꯁ꯭ꯇꯥꯐ ꯑꯃꯁꯨꯡ ꯔꯤꯁꯣꯔꯁꯀꯤ ꯃꯇꯥꯡꯗꯁꯨ ꯍꯦꯟꯅ ꯐ꯭ꯂꯦꯛꯁꯤꯕꯤꯂꯤꯇꯤ ꯄꯤꯕ ꯉꯝꯒꯅꯤ꯫ ꯈꯨꯗꯝ ꯑꯣꯏꯅ, ꯕꯤꯖꯤꯅꯦꯁ ꯑꯃꯅ ꯄꯤꯛ ꯄꯤꯔꯤꯌꯠꯁꯤꯡꯗ ꯀꯁꯇꯃꯔ ꯁꯔꯕꯤꯁ ꯔꯤꯄꯔꯖꯦꯟꯇꯦꯇꯤꯞꯁꯤꯡ ꯍꯦꯟꯅ ꯃꯊꯧ ꯇꯥꯕ ꯌꯥꯏ ꯑꯃꯁꯨꯡ ꯊꯨꯅꯥ ꯌꯥꯡꯅꯥ ꯆꯠꯄ ꯃꯇꯝꯗ ꯍꯦꯟꯅ ꯃꯊꯧ ꯇꯥꯕ ꯌꯥꯏ꯫ ꯑꯥꯎꯠꯁꯣꯔꯁꯤꯡ ꯄ꯭ꯔꯣꯚꯥꯏꯗꯔ ꯑꯃꯅ ꯕꯤꯖꯤꯅꯦꯁꯀꯤ ꯍꯣꯡꯂꯛꯂꯤꯕ ꯃꯊꯧ ꯇꯥꯕꯁꯤꯡ ꯑꯗꯨ ꯐꯪꯍꯟꯅꯕ ꯐꯖꯅ ꯁ꯭ꯀꯦꯜ ꯇꯧꯕ ꯅꯠꯇ꯭ꯔꯒꯥ ꯍꯟꯊꯍꯟꯕ ꯌꯥꯏ꯫ ꯀꯨꯟꯃꯔꯤ/ꯇꯔꯦꯠ ꯁꯔꯚꯤꯁ: ꯑꯥꯎꯠꯁꯣꯔꯁꯤꯡ ꯄ꯭ꯔꯣꯚꯥꯏꯗꯔ ꯑꯃꯅ ꯄꯨꯡ ꯀꯌꯥ ꯀꯣꯚꯔꯦꯖꯁꯨ ꯄꯤꯕ ꯉꯝꯒꯅꯤ, ꯃꯁꯤ ꯏꯟ-ꯍꯥꯎꯁ ꯑꯣꯄ꯭ꯔꯦꯁꯟ ꯑꯃꯅ ꯐꯪꯕꯗ ꯑꯋꯥꯕ ꯑꯣꯏꯕ ꯌꯥꯏ꯫ ꯃꯁꯤꯅ ꯇꯥꯛꯄꯗꯤ ꯀꯁꯇꯃꯔꯁꯤꯡꯅꯥ ꯃꯇꯝ ꯑꯃꯠꯇꯗꯥ ꯃꯈꯣꯏꯅ ꯃꯊꯧ ꯇꯥꯔꯤꯕ ꯃꯇꯦꯡ ꯑꯃꯁꯨꯡ ꯁꯄꯣꯔꯠ ꯑꯗꯨ ꯐꯪꯒꯅꯤ, ꯃꯗꯨꯅ ꯀꯁꯇꯃꯔꯁꯤꯡꯒꯤ ꯊꯥꯖꯕ ꯍꯦꯟꯒꯠꯍꯟꯕꯥ ꯉꯃꯒꯅꯤ꯫